ꯑꯄꯤꯕ ꯐꯤꯚꯝ ꯑꯅꯤꯒꯤ ꯆꯥꯡꯗꯝꯅꯕ ꯏꯕꯤꯌꯨ꯫ ꯇꯥꯏꯇꯥꯅꯤꯛ ꯑꯃꯁꯨꯡ ꯑꯚꯥꯇꯔ꯫ ꯇꯥꯏꯇꯥꯅꯤꯛ ꯑꯃꯁꯨꯡ ꯑꯚꯥꯇꯔ ꯑꯁꯤ ꯐꯤꯂꯝ ꯃꯦꯀꯔ ꯖꯦꯝꯁ ꯀꯦꯃꯦꯔꯟꯒꯤ ꯈ꯭ꯕꯥꯏꯗꯒꯤ ꯃꯥꯏ ꯄꯥꯛꯄ ꯐꯤꯂꯝ ꯑꯅꯤꯅꯤ, ꯕꯣꯛꯁ ꯑꯣꯐꯤꯁꯇ ꯌꯣꯟꯕ ꯑꯃꯁꯨꯡ ꯃꯤꯌꯥꯝꯅ ꯊꯥꯒꯠꯄ ꯑꯅꯤꯃꯛꯇ꯫ ꯍꯥꯏꯔꯤꯕ ꯃꯨꯚꯤꯁꯤꯡ ꯑꯁꯤꯅ ꯃꯥꯟꯅꯕ ꯈꯔ ꯂꯩꯔꯕꯁꯨ ꯃꯈꯣꯏꯁꯨ ꯌꯥꯝꯅ ꯇꯣꯉꯥꯜꯂꯤ꯫ ꯂꯤꯁꯤꯡ ꯑꯃ ꯆꯝꯃꯥꯄꯜ ꯃꯔꯤꯐꯨꯇꯔꯥ ꯇꯔꯦꯠ ꯇ ꯐꯣꯡꯈꯤꯕ ꯇꯥꯏꯇꯥꯅꯤꯛ ꯑꯁꯤ ꯂꯤꯁꯤꯡꯑꯃ ꯆꯝꯃꯥꯄꯜ ꯇꯔꯥꯅꯤꯊꯣꯏ ꯗ ꯔꯣꯌꯜ ꯃꯦꯜ ꯁꯤꯞ ꯇꯥꯏꯇꯥꯅꯤꯛꯀꯤ ꯔꯤꯑꯦꯜ-ꯂꯥꯏꯐ ꯁꯤꯡꯀꯤꯡꯗ ꯌꯨꯝꯐꯝ ꯑꯣꯏꯕ ꯏꯄꯤꯛ ꯔꯣꯃꯥꯟꯇꯤꯛ ꯗꯤꯖꯥꯁꯇꯔ ꯐꯤꯜꯂꯝ ꯑꯃꯅꯤ, ꯃꯨꯚꯤ ꯑꯁꯤꯅ ꯃꯔꯨꯑꯣꯏꯕ ꯀꯦꯔꯦꯛꯇꯔ ꯑꯅꯤ ꯖꯦꯛ ꯑꯃꯁꯨꯡ ꯔꯣꯖꯅ ꯑꯅꯥꯕ ꯃꯤꯑꯣꯏꯁꯤꯡꯒꯤ ꯕꯣꯔꯗꯇ ꯅꯨꯡꯁꯤꯅꯅ ꯂꯩꯃꯤꯟꯅꯕꯒꯤ ꯋꯥꯔꯤꯁꯤꯡ ꯑꯗꯨ ꯇꯨꯡ ꯏꯟꯗꯨꯅ ꯆꯠꯂꯤ꯫ ꯐꯦꯇꯦꯗ ꯖꯍꯥꯖ꫰ ꯐꯤꯜꯝ ꯑꯁꯤꯒꯤ ꯏꯃꯣꯁꯅꯦꯜ ꯗꯦꯞ, ꯁ꯭ꯕꯤꯄꯤꯡ ꯔꯣꯃꯥꯅꯟꯁ, ꯑꯃꯁꯨꯡ ꯖꯍꯥꯖ ꯑꯁꯤ ꯑꯃꯨꯛ ꯍꯟꯅ ꯁꯦꯃꯒꯠꯄ ꯑꯃꯁꯨꯡ ꯃꯁꯤꯗ ꯊꯣꯛꯈꯤꯕ ꯑꯆꯧꯕ ꯑꯋꯥꯕ ꯌꯥꯑꯣꯅ ꯃꯤꯠꯌꯦꯡ ꯊꯝꯕ ꯚꯤꯖꯨꯑꯦꯜ ꯏꯐꯦꯛꯁꯤꯡ ꯑꯁꯤꯒꯤꯗꯃꯛ ꯌꯥꯝꯅ ꯊꯥꯒꯠꯂꯤ꯫ ꯃꯥꯏꯀꯩ ꯑꯃꯔꯣꯃꯗ ꯑꯚꯇꯥꯔ ꯑꯁꯤ ꯂꯤꯁꯤꯡ ꯑꯅꯤ ꯃꯄꯥꯜ ꯗ ꯐꯣꯡꯈꯤꯕꯅꯤ ꯑꯃꯁꯨꯡ ꯃꯁꯤ ꯀꯨꯟꯅꯤꯊꯣꯏ ꯁꯨꯕ ꯆꯍꯤꯆꯥꯒꯤ ꯃꯌꯥꯏ ꯆꯜꯂꯛꯄꯗ ꯁꯦꯝꯈꯤꯕ ꯁꯥꯏꯟꯁ ꯐꯤꯛꯁꯟꯒꯤ ꯏꯄꯤꯛ ꯑꯃꯅꯤ꯫ ꯃꯨꯚꯤ ꯑꯁꯤ ꯃꯐꯝ ꯑꯗꯨꯒꯤ ꯅꯥ'ꯚꯤꯁꯤꯡꯅ ꯂꯩꯕ ꯋꯥꯔꯤꯃꯆꯥꯒꯤ ꯊꯥ ꯑꯃ ꯑꯣꯏꯔꯤꯕ ꯄꯥꯟꯗꯣꯔꯥꯗ ꯁꯦꯝꯈꯤꯕꯅꯤ꯫ ꯑꯚꯥꯇꯥꯔꯅ ꯄꯦꯔꯥꯞꯂꯦꯖꯤꯛ ꯃꯦꯔꯤꯟ ꯑꯃꯒꯤ ꯃꯇꯨꯡ ꯏꯟꯅ ꯆꯠꯂꯤ, ꯃꯍꯥꯛ ꯑꯁꯤ ꯑꯚꯥꯇꯥꯔ ꯄ꯭ꯔꯣꯒ꯭ꯔꯥꯝꯒꯤ ꯁꯔꯨꯛ ꯑꯃ ꯑꯣꯏꯔꯤ, ꯃꯁꯤ ꯃꯤꯑꯣꯏꯕꯅ ꯑꯦꯂꯤꯌꯟ ꯁ꯭ꯄꯤꯁꯤꯁꯁꯤꯡꯒ ꯂꯣꯏꯅꯅ ꯋꯥꯔꯤ ꯁꯥꯅꯕꯗ ꯃꯇꯦꯡ ꯄꯥꯡꯅꯕ ꯄꯥꯟꯗꯝ ꯊꯝꯂꯤꯕ ꯃꯤꯑꯣꯏ-ꯅꯥ'ꯚꯤ ꯍꯥꯏꯕ꯭ꯔꯤꯗ ꯏꯅꯤꯁꯤꯌꯦꯇꯤꯚ ꯑꯃꯅꯤ꯫ ꯐꯤꯜꯝ ꯑꯁꯤꯅ ꯑꯍꯨꯝꯗꯤ ꯇꯦꯛꯅꯣꯂꯣꯖꯤ, ꯃꯣꯁꯟ ꯀꯦꯞꯆꯔ, ꯑꯃꯁꯨꯡ ꯐꯣꯇꯣꯔꯤꯑꯦꯂꯤꯁꯇꯤꯛ ꯀꯝꯄ꯭ꯌꯨꯇꯔꯅ ꯁꯦꯝꯕ ꯏꯃꯦꯖ꯭ꯔꯤ ꯁꯤꯖꯤꯟꯅꯕ ꯌꯥꯎꯅ ꯑꯅꯧꯕ ꯑꯈꯟꯅꯕ ꯏꯐꯦꯛꯁꯤꯡꯒꯤꯗꯃꯛ ꯊꯥꯒꯠꯄ ꯐꯣꯡꯗꯣꯛꯂꯤ꯫ ꯇꯥꯏꯇꯥꯅꯤꯛ ꯑꯃꯁꯨꯡ ꯑꯚꯥꯇꯥꯔꯒꯤ ꯃꯔꯛꯇ ꯃꯥꯟꯅꯕ ꯈꯔ ꯂꯩ꯫ ꯐꯤꯜꯝ ꯑꯅꯤꯃꯛ ꯑꯁꯤ ꯃꯤꯠꯌꯦꯡꯗ ꯌꯦꯡꯅꯤꯡꯉꯥꯏ ꯑꯣꯏ ꯑꯃꯁꯨꯡ ꯅꯨꯡꯁꯤꯕ, ꯀꯠꯊꯣꯛꯄ ꯑꯃꯁꯨꯡ ꯂꯥꯟꯊꯣꯛꯄ ꯉꯝꯗꯕ ꯑꯋꯥꯕ ꯀꯌꯥꯒꯤ ꯃꯔꯛꯇ ꯍꯤꯡꯅꯕꯒꯤ ꯂꯥꯟꯐꯝꯒꯤ ꯊꯤꯝꯁꯤꯡ ꯊꯤꯖꯤꯜꯂꯤ꯫ ꯖꯦꯝꯁ ꯀꯦꯃꯦꯔꯟꯒꯤ ꯑꯦꯛꯁꯄꯔꯠ ꯗꯥꯏꯔꯦꯛꯁꯟ, ꯏꯃꯦꯖꯤꯅꯦꯇꯤꯚ ꯋꯥꯔꯤ ꯂꯤꯕꯒꯤ ꯃꯑꯣꯡ ꯑꯃꯁꯨꯡ ꯑꯀꯨꯞꯄ ꯃꯔꯣꯜꯗ ꯄꯨꯛꯅꯤꯡ ꯆꯪꯕ ꯑꯁꯤ ꯐꯤꯜꯝ ꯑꯅꯤꯃꯛꯇ ꯎꯕ ꯐꯪꯏ꯫ ꯑꯗꯨꯕꯨ ꯐꯤꯜꯝ ꯑꯅꯤ ꯑꯁꯤꯒꯤ ꯁꯦꯇꯤꯡ, ꯖꯦꯅꯔꯦꯁꯟ ꯑꯃꯁꯨꯡ ꯑꯄꯨꯟꯕ ꯋꯥꯔꯤꯒꯤ ꯑꯥꯔꯛꯁꯤꯡꯗ ꯈꯦꯠꯅꯩ꯫ ꯇꯥꯏꯇꯥꯅꯤꯛ ꯑꯁꯤ ꯇꯁꯦꯡꯕ ꯊꯧꯗꯣꯛꯁꯤꯡꯗ ꯌꯨꯝꯐꯝ ꯑꯣꯏꯕ ꯄꯨꯋꯥꯔꯤꯒꯤ ꯑꯣꯏꯕ ꯗ꯭ꯔꯃꯥ ꯑꯃꯅꯤ, ꯑꯗꯨꯒ ꯑꯚꯥꯇꯥꯔ ꯑꯁꯤ ꯏꯃꯥꯏꯖꯦꯟꯁꯤ ꯃꯥꯂꯦꯝ ꯑꯃꯗ ꯁꯦꯝꯒꯠꯄ ꯇꯨꯡꯒꯤ ꯑꯣꯏꯕ ꯁꯥꯏ-ꯐꯥꯏ ꯑꯦꯗꯚꯦꯟꯆꯔ ꯑꯃꯅꯤ꯫ ꯃꯁꯤꯒꯤ ꯃꯊꯛꯇ ꯇꯥꯏꯇꯅꯤꯛꯅ ꯃꯤꯑꯣꯏꯕꯒꯤ ꯅꯨꯡꯁꯤꯕꯒꯤ ꯋꯥꯔꯤ ꯑꯃꯗ ꯃꯤꯠꯌꯦꯡ ꯊꯝꯂꯤ, ꯑꯗꯨꯒ ꯑꯚꯥꯇꯥꯔꯅ ꯃꯤꯑꯣꯏꯕ ꯑꯃꯁꯨꯡ ꯑꯇꯣꯞꯄ ꯖꯤꯕ ꯑꯃꯒꯤ ꯃꯔꯛꯇ ꯂꯩꯔꯤꯕ ꯃꯔꯤ ꯑꯗꯨ ꯊꯤꯖꯤꯜꯂꯤ꯫ ꯈꯪꯖꯤꯟꯒꯗꯕ ꯑꯃꯅ, ꯇꯥꯏꯇꯥꯅꯤꯛ ꯑꯃꯁꯨꯡ ꯑꯚꯥꯇꯥꯔ ꯑꯅꯤꯃꯛ ꯃꯁꯥꯒꯤ ꯑꯣꯏꯕ ꯃꯑꯣꯡꯗ ꯁꯤꯅꯦꯃꯥꯒꯤ ꯃꯁꯇꯔꯄꯤꯁꯅꯤ, ꯊꯥꯖꯕ ꯌꯥꯗꯕ ꯚꯤꯖꯨꯑꯦꯜꯁꯤꯡ, ꯋꯥꯈꯜ ꯋꯥꯕ ꯋꯥꯔꯤꯁꯤꯡ, ꯑꯃꯁꯨꯡ ꯁꯛꯇꯤ ꯂꯩꯕ ꯊꯤꯝꯁꯤꯡ ꯌꯥꯎꯔꯤ꯫ ꯃꯈꯣꯏꯅ ꯃꯥꯟꯅꯕ ꯈꯔ ꯁꯦꯌꯔ ꯇꯧꯔꯕꯁꯨ, ꯃꯈꯣꯏ ꯑꯁꯤ ꯌꯥꯝꯅ ꯇꯣꯉꯥꯜꯂꯤ, ꯌꯦꯡꯂꯤꯕꯁꯤꯡꯒꯤꯗꯃꯛꯇ ꯑꯈꯟꯅꯕ ꯑꯃꯁꯨꯡ ꯀꯥꯎꯔꯣꯏꯗꯕ ꯑꯦꯛꯁꯄꯔꯤꯌꯦꯟꯁꯁꯤꯡ ꯄꯤꯔꯤ꯫